ꯏꯃꯣꯁꯟꯁꯤꯡ ꯂꯥꯛꯏ ꯑꯃꯁꯨꯡ ꯆꯠꯂꯤ ꯑꯃꯁꯨꯡ ꯂꯣꯏꯁꯤꯜꯂꯛꯏ ꯑꯃꯁꯨꯡ ꯅꯨꯃꯤꯠꯒꯨꯝꯅ ꯃꯈꯣꯏꯒꯤ ꯃꯄꯨꯡ ꯐꯥꯕ ꯅꯨꯃꯤꯠ ꯂꯩ ꯃꯔꯝ ꯑꯗꯨꯅ ꯃꯁꯤꯗ ꯅꯍꯥꯛꯀꯤ ꯄꯨꯝꯅꯃꯛ ꯄꯤꯌꯨ ꯑꯃꯁꯨꯡ ꯑꯣꯏꯍꯟꯕꯤꯌꯨ꯫ ꯂꯤꯔꯤꯛꯁꯤꯡꯒꯤ ꯃꯔꯤꯁꯨꯕ ꯂꯥꯏꯔꯤꯛ ꯑꯁꯤ ꯀꯔꯤꯅꯣ ꯍꯥꯏꯕ ꯈꯪꯅꯕꯒꯤꯗꯃꯛ ꯏꯟꯐꯣꯔꯃꯦꯁꯟ ꯃꯔꯥꯡ ꯀꯥꯏꯅ ꯂꯩꯇꯦ꯫। ꯃꯔꯨꯑꯣꯏꯕꯥ ꯀꯦꯔꯦꯛꯇꯔ ꯑꯗꯨꯅꯥ ꯑꯆꯧꯕꯥ ꯑꯊꯤꯡꯕꯥ ꯑꯃꯥ ꯃꯥꯏꯊꯤꯕꯥ ꯄꯤꯕꯥ ꯋꯥꯔꯤ ꯑꯃꯥ ꯁꯦꯝꯃꯨ꯫ ꯃꯇꯝ ꯑꯃꯗꯥ ꯑꯆꯧꯕꯥ ꯇꯨꯔꯦꯜ ꯑꯃꯒꯤ ꯃꯈꯥꯗꯥ ꯂꯩꯕꯥ ꯑꯄꯤꯛꯄ ꯈꯨꯡꯒꯪ ꯑꯃꯗꯥ ꯂꯩꯕ ꯖꯦꯟ ꯀꯧꯕꯥ ꯅꯍꯥ ꯑꯣꯏꯔꯤꯕꯥ ꯅꯨꯄꯤꯃꯆꯥ ꯑꯃ ꯂꯩꯔꯝꯃꯤ꯫ ꯖꯦꯟ ꯑꯁꯤ ꯃꯤꯅꯨꯡꯁꯤ ꯂꯩꯕꯥ ꯑꯃꯁꯨꯡ ꯊꯕꯛ ꯀꯟꯅꯥ ꯁꯨꯕꯥ ꯅꯨꯄꯤꯃꯆꯥ ꯑꯃꯅꯤ, ꯃꯇꯝ ꯄꯨꯝꯅꯃꯛꯇꯥ ꯈꯨꯠ ꯊꯥꯅꯕꯥ ꯑꯃꯁꯨꯡ ꯃꯊꯧ ꯇꯥꯕꯁꯤꯡꯗꯥ ꯃꯇꯦꯡ ꯄꯥꯡꯅꯕꯥ ꯋꯥꯁꯛꯈꯤ꯫ ꯑꯗꯨꯕꯨ ꯃꯍꯥꯛꯀꯤ ꯍꯔꯥꯎ ꯇꯌꯥꯝꯕ ꯋꯥꯈꯜꯂꯣꯟ ꯂꯩꯔꯕꯁꯨ, ꯖꯦꯅꯔꯦꯂꯅꯥ ꯃꯍꯥꯛ ꯑꯃꯁꯨꯡ ꯃꯍꯥꯛꯀꯤ ꯏꯃꯨꯡ ꯃꯅꯨꯡꯅꯥ ꯍꯤꯡꯅꯕꯒꯤ ꯂꯝꯕꯤ ꯊꯤꯕꯥ ꯉꯝꯗꯅꯥ ꯑꯀꯟꯕꯥ ꯄꯨꯟꯁꯤ ꯑꯃꯥ ꯍꯤꯡꯈꯤ꯫ ꯅꯨꯃꯤꯠ ꯑꯃꯗꯥ ꯈꯨꯡꯒꯪ ꯑꯗꯨꯒꯤ ꯃꯅꯨꯡꯗꯥ ꯋꯥꯐꯝ ꯑꯃ ꯂꯥꯛꯈꯤ ꯃꯗꯨꯗꯤ ꯂꯝ ꯑꯗꯨꯒꯤ ꯏꯝꯄꯥꯔꯇꯔꯅꯥ ꯀꯟꯇꯦꯁꯠ ꯑꯃꯥ ꯂꯥꯎꯊꯣꯛꯈ꯭ꯔꯦ꯫ ꯑꯆꯧꯕꯥ ꯇꯨꯔꯦꯜ ꯑꯗꯨꯒꯤ ꯃꯊꯛꯇꯥ ꯂꯥꯛꯇꯨꯅꯥ ꯃꯗꯨꯒꯤ ꯃꯊꯛꯇ ꯐꯨꯝꯖꯤꯜꯂꯛꯄꯥ ꯁꯅꯥꯒꯤ ꯐꯨꯜ ꯑꯗꯨ ꯂꯧꯊꯣꯛꯀꯗꯕꯥ ꯃꯤꯑꯣꯏ ꯑꯗꯨꯗꯥ ꯊꯧꯖꯥꯜ ꯑꯃꯥ ꯄꯤꯒꯅꯤ, ꯃꯈꯣꯏꯅꯥ ꯄꯥꯝꯖꯕꯥ ꯈꯨꯗꯤꯡꯃꯛ꯫ ꯑꯔꯣꯏꯕꯗꯥ ꯃꯍꯥꯛꯀꯤ ꯏꯃꯨꯡ ꯃꯅꯨꯡꯒꯤ ꯄꯣꯠꯆꯩꯁꯤꯡ ꯄꯤꯕꯥ ꯉꯝꯒꯅꯤ ꯑꯃꯁꯨꯡ ꯃꯈꯣꯏꯒꯤ ꯑꯋꯥꯕꯁꯤꯡꯗꯒꯤ ꯅꯥꯟꯊꯣꯛꯄꯥ ꯉꯝꯒꯅꯤ ꯍꯥꯏꯕꯒꯤ ꯊꯥꯖꯕꯥ ꯑꯗꯨꯗꯥ ꯍꯔꯥꯎꯕꯥ ꯐꯣꯡꯗꯣꯛꯂꯗꯨꯅꯥ ꯖꯦꯅꯅꯥ ꯁꯤꯡꯅꯕꯥ ꯑꯁꯤ ꯂꯧꯅꯕꯥ ꯈꯣꯡꯊꯥꯡ ꯂꯧꯈꯠꯈꯤ꯫ ꯑꯗꯨꯕꯨ ꯃꯁꯤ ꯐꯖꯅꯥ ꯄꯥꯡꯊꯣꯛꯄꯥ ꯊꯕꯛ ꯑꯃꯥ ꯑꯣꯏꯈꯤꯗꯦ꯫ ꯇꯨꯔꯦꯜ ꯑꯗꯨ ꯌꯥꯝꯅꯥ ꯂꯨꯕꯥ ꯑꯃꯁꯨꯡ ꯊꯋꯥꯏ ꯌꯥꯎꯕꯥ, ꯑꯊꯤꯡꯕꯥ ꯀꯌꯥꯅꯥ ꯊꯜꯂꯕꯥ ꯑꯃꯁꯨꯡ ꯁꯦꯡꯂꯕꯥ ꯃꯐꯝꯁꯤꯡꯗꯥ ꯍꯨꯔꯥꯟꯕꯥ ꯈꯨꯗꯣꯡꯊꯤꯅꯤꯡꯉꯥꯏ ꯑꯣꯏꯕꯥ ꯖꯤꯕꯁꯤꯡꯅꯥ ꯊꯜꯂꯕꯥ ꯂꯝꯗꯝ ꯑꯃꯅꯤ꯫ ꯀꯌꯥ ꯑꯃꯅꯥ ꯃꯊꯛꯇꯥ ꯌꯧꯅꯕꯥ ꯍꯣꯠꯅꯔꯝꯃꯤ ꯑꯗꯨꯕꯨ ꯀꯅꯥ ꯑꯃꯠꯇꯅꯥ ꯃꯥꯌ ꯄꯥꯛꯈꯤꯗꯦ꯫ ꯖꯦꯟꯒꯤ ꯃꯔꯨꯄꯁꯤꯡ ꯑꯃꯁꯨꯡ ꯏꯃꯨꯡ ꯃꯅꯨꯡꯅꯥ ꯃꯍꯥꯛꯄꯨ ꯃꯁꯤꯒꯤ ꯃꯇꯥꯡꯗꯥ ꯆꯦꯛꯁꯤꯟꯍꯟꯈꯤ, ꯃꯍꯥꯛꯁꯨ ꯁꯣꯛꯄꯥ ꯌꯥꯏ ꯍꯥꯏꯅꯥ ꯂꯥꯡꯇꯛꯅꯈꯤ, ꯑꯗꯨꯕꯨ ꯃꯍꯥꯛꯅꯥ ꯃꯁꯤꯕꯨ ꯌꯦꯡꯁꯤꯟꯅꯕꯥ ꯋꯥꯔꯦꯞ ꯂꯧꯈꯤ꯫ ꯖꯦꯅꯅꯥ ꯃꯍꯥꯛꯀꯤ ꯈꯣꯡꯆꯠ ꯍꯧꯔꯛꯄꯥ ꯃꯇꯝꯗ ꯃꯍꯥꯛꯅꯥ ꯃꯁꯤꯡ ꯊꯤꯉꯝꯗ꯭ꯔꯕꯥ ꯑꯋꯥꯕ ꯀꯌꯥ ꯃꯥꯌꯣꯛꯅꯈꯤ꯫ ꯃꯇꯝ ꯈꯔꯗꯗꯤ ꯇꯨꯔꯦꯜ ꯑꯁꯤ ꯃꯥꯏꯊꯤꯕꯥ ꯄꯤꯕ ꯉꯝꯗꯕ ꯌꯥꯝꯅꯥ ꯂꯨꯕꯥ ꯑꯣꯏꯔꯝꯃꯤ, ꯑꯃꯁꯨꯡ ꯁꯤꯠꯂꯕꯥ ꯂꯝꯗꯝ ꯑꯁꯤ ꯆꯠꯊꯣꯛ-ꯆꯠꯁꯤꯟ ꯇꯧꯕꯥ ꯉꯝꯗꯕꯥ ꯑꯣꯏꯔꯝꯃꯤ꯫ ꯃꯍꯥꯛꯄꯨ ꯑꯀꯟꯕꯥ ꯅꯨꯡꯁꯤꯠꯅꯥ ꯁꯣꯛꯍꯟꯈꯤ, ꯇꯨꯝꯕꯥ ꯌꯥꯗꯕꯥ ꯅꯨꯃꯤꯠꯁꯤꯡ ꯊꯦꯡꯅꯈꯤ ꯑꯃꯁꯨꯡ ꯂꯝꯍꯥꯡꯗꯥ ꯈꯣꯡꯍꯥꯝꯗꯕꯥ ꯑꯃꯁꯨꯡ ꯊꯋꯥꯏ ꯌꯥꯎꯅ ꯑꯋꯥꯕꯥ ꯅꯪꯈꯤ꯫ ꯃꯇꯝ ꯀꯌꯥꯗ ꯃꯍꯥꯛꯅ ꯊꯥꯗꯣꯛꯇꯨꯅꯥ ꯍꯜꯂꯛꯄꯥ ꯌꯥꯕꯒꯤ ꯋꯥꯈꯜ ꯂꯥꯛꯈꯤ ꯑꯗꯨꯕꯨ ꯃꯈꯥꯗꯥ ꯂꯩꯕꯥ ꯃꯍꯥꯛꯀꯤ ꯏꯃꯨꯡ ꯃꯅꯨꯡꯅꯥ ꯃꯍꯥꯛꯄꯨ ꯉꯥꯏꯗꯨꯅꯥ ꯂꯩꯕꯒꯤ ꯋꯥꯈꯜ ꯑꯗꯨꯅꯥ ꯃꯍꯥꯛꯄꯨ ꯂꯦꯞꯄꯥ ꯂꯩꯇꯅꯥ ꯊꯝꯈꯤ꯫ ꯑꯔꯣꯏꯕꯗ ꯅꯨꯃꯤꯠ ꯀꯌꯥꯅꯤ ꯀꯟꯅꯥ ꯍꯣꯠꯅꯔꯕꯥ ꯃꯇꯨꯡꯗꯥ ꯖꯦꯅꯔꯦꯜꯅꯥ ꯃꯊꯛꯇꯥ ꯌꯧꯔꯛꯈꯤ꯫ ꯃꯍꯥꯛꯅꯥ ꯈꯨꯠ ꯊꯥꯔꯒꯥ ꯁꯅꯥꯒꯤ ꯐꯨꯜ ꯑꯗꯨ ꯂꯧꯊꯣꯛꯈꯤ, ꯑꯇꯣꯞꯄꯥ ꯑꯃꯠꯇꯒꯨꯝ ꯃꯥꯏꯄꯥꯛꯄꯒꯤ ꯋꯥꯈꯜꯂꯣꯟ ꯑꯃꯥ ꯐꯥꯎꯈꯤ꯫ ꯃꯍꯥꯛ ꯍꯜꯂꯛꯄꯥ ꯃꯇꯝꯗꯥ, ꯃꯇꯝ ꯄꯨꯝꯅꯃꯛꯇꯥ ꯃꯍꯥꯛꯀꯤꯗꯃꯛ ꯔꯨꯠ ꯇꯧꯗꯨꯅꯥ ꯂꯩꯔꯝꯕꯥ ꯈꯨꯡꯒꯪ ꯄꯨꯝꯕꯥ ꯅꯨꯡꯉꯥꯏꯅꯥ ꯇꯔꯥꯝꯅꯥ ꯑꯣꯛꯈꯤ꯫ ꯖꯦꯅꯅꯥ ꯏꯝꯐꯥꯜꯗꯥ ꯐꯨꯜ ꯑꯗꯨ ꯄꯤꯔꯛꯄꯥ ꯃꯇꯝꯗ ꯃꯍꯥꯛꯀꯤ ꯊꯝꯃꯣꯏꯒꯤ ꯑꯄꯥꯝꯕꯥ ꯑꯗꯨ ꯄꯤꯈꯤ꯫ ꯃꯍꯥꯛꯀꯤ ꯏꯃꯨꯡ ꯃꯅꯨꯡꯗꯥ ꯐꯖꯔꯕꯥ ꯌꯨꯝ ꯑꯃ ꯄꯤꯈꯤ, ꯃꯈꯣꯏꯅ ꯀꯩꯗꯧꯉꯩꯗꯁꯨ ꯑꯃꯨꯛ ꯍꯟꯅꯥ ꯂꯝꯍꯥꯡꯗꯥ ꯈꯣꯡ ꯍꯥꯝꯗꯕꯒꯤ ꯋꯥꯈꯜ ꯂꯥꯛꯈꯤꯗꯦ꯫ ꯖꯦꯅꯅꯥ ꯑꯆꯧꯕꯥ ꯑꯊꯤꯡꯕꯥ ꯑꯗꯨ ꯃꯥꯏꯊꯤꯕꯥ ꯄꯤꯈꯤ ꯑꯃꯁꯨꯡ ꯃꯗꯨ ꯇꯧꯕꯗꯥ ꯃꯍꯥꯛꯀꯤ ꯈꯨꯡꯒꯪ ꯄꯨꯝꯕꯗꯥ ꯅꯨꯡꯉꯥꯏꯕꯥ ꯄꯨꯔꯛꯈꯤ꯫ ꯃꯇꯝ ꯑꯗꯨꯗꯒꯤ ꯍꯧꯅꯥ ꯖꯦꯟ ꯑꯁꯤ ꯍꯤꯔꯣ ꯑꯃꯥ ꯑꯣꯏꯅꯥ ꯎꯈꯤ, ꯑꯔꯨꯕꯥ ꯃꯇꯝ ꯊꯦꯡꯅꯈꯤꯕꯥ ꯄꯨꯝꯅꯃꯛꯀꯤꯗꯃꯛ ꯑꯥꯁꯥꯒꯤ ꯃꯉꯥꯜ ꯑꯃꯥ ꯑꯣꯏꯅꯥ ꯎꯈꯤ꯫ ꯃꯍꯥꯛꯀꯤ ꯋꯥꯔꯤ ꯑꯁꯤ ꯌꯥꯝꯅꯥ ꯂꯥꯞꯅꯥ ꯁꯟꯗꯣꯛꯈꯤ, ꯑꯇꯣꯞꯄꯁꯤꯡꯕꯨ ꯂꯦꯞꯄꯥ ꯂꯩꯇꯅꯥ ꯍꯣꯠꯅꯈꯤ ꯑꯃꯁꯨꯡ ꯃꯈꯣꯏꯒꯤ ꯃꯪꯂꯥꯟꯁꯤꯡ ꯑꯗꯨ ꯀꯩꯗꯧꯅꯨꯡꯗꯥ ꯊꯥꯗꯣꯛꯂꯣꯏꯗꯕꯅꯤ꯫ ꯑꯃꯁꯨꯡ ꯖꯦꯟ ꯃꯁꯥꯃꯛ, ꯃꯍꯥꯛꯀꯤ ꯂꯝꯕꯤꯗꯥ ꯂꯥꯛꯄꯥ ꯋꯥꯐꯝ ꯈꯨꯗꯤꯡꯃꯛ ꯃꯥꯏꯊꯤꯕꯥ ꯄꯤꯕꯥ ꯉꯝꯒꯅꯤ ꯍꯥꯏꯕꯥ ꯈꯪꯕꯒꯥ ꯂꯣꯏꯅꯅ ꯃꯍꯥꯛꯀꯤ ꯑꯔꯣꯏꯕꯥ ꯅꯨꯃꯤꯠꯁꯤꯡ ꯑꯗꯨ ꯍꯤꯡꯈꯤ꯫।